ꯀꯔꯤꯒꯤꯗꯃꯛꯇ ꯏꯂꯦꯛꯇ꯭ꯔꯤꯛ ꯒꯥꯔꯤꯁꯤꯡꯒꯤ ꯗꯤꯃꯥꯟꯗ ꯍꯦꯟꯒꯠꯂꯛꯂꯤꯕꯅꯣ ꯍꯥꯢꯕꯗꯨ ꯁꯟꯗꯣꯛꯅ ꯇꯥꯛꯅꯕ ꯍꯥꯏꯄꯣꯊꯦꯁꯤꯁ ꯑꯃꯥ ꯁꯦꯝꯃꯨ꯫ ꯏꯂꯦꯛꯇ꯭ꯔꯤꯛ ꯒꯥꯔꯤꯁꯤꯡꯒꯤ ꯗꯤꯃꯥꯟꯗ ꯍꯦꯟꯒꯠꯂꯛꯄꯒꯤ ꯃꯇꯥꯡꯗ ꯁꯟꯗꯣꯛꯅ ꯇꯥꯛꯅꯕ ꯑꯣꯏꯊꯣꯛꯄ ꯌꯥꯕ ꯍꯥꯏꯄꯣꯊꯦꯁꯤꯁ ꯑꯃꯗꯤ ꯃꯤꯑꯣꯏ ꯑꯃꯒꯤ ꯃꯔꯛꯇ ꯑꯀꯣꯢꯕꯒꯤ ꯐꯤꯕꯝꯒꯤ ꯃꯇꯥꯡꯗ ꯈꯡꯕꯥ ꯑꯃꯁꯨꯡ ꯋꯥꯈꯜ ꯈꯟꯕ ꯍꯦꯟꯒꯠꯂꯛꯄꯅ ꯃꯔꯝ ꯑꯣꯏꯗꯨꯅ ꯑꯣꯏꯕ ꯌꯥꯏ꯫ ꯇ꯭ꯔꯦꯗꯤꯁꯅꯦꯜ ꯒꯦꯁꯣꯂꯤꯟ ꯒꯥꯔꯤꯁꯤꯡꯅ ꯑꯦꯌꯔ ꯄꯣꯂꯨꯁꯟ ꯑꯃꯁꯨꯡ ꯀ꯭ꯂꯥꯏꯃꯦꯠ ꯍꯣꯡꯂꯛꯄꯗ ꯄꯤꯔꯤꯕ ꯁꯥꯐꯨ ꯑꯗꯨ ꯃꯤꯑꯣꯏ ꯀꯌꯥꯅ ꯈꯡꯂꯛꯄꯒ ꯂꯣꯢꯅꯅꯥ ꯃꯈꯣꯢꯅ ꯏꯂꯦꯛꯇ꯭ꯔꯤꯛ ꯒꯥꯔꯤꯁꯤꯡꯒꯤ ꯃꯥꯢꯀꯩꯗ ꯆꯪꯁꯤꯜꯂꯤ ꯃꯔꯝꯗꯤ ꯃꯈꯣꯢꯅ ꯌꯥꯝꯅ ꯍꯟꯊꯅ ꯃꯩꯈꯨ ꯄꯨꯊꯣꯛꯏ ꯃꯔꯝ ꯑꯁꯤꯅ ꯍꯦꯟꯅ ꯏꯀꯣ-ꯐ꯭ꯔꯦꯟꯗꯂꯤ ꯑꯣꯏꯕ ꯑꯜꯇꯔꯅꯦꯇꯤꯕ ꯑꯃ ꯑꯣꯏꯔꯤ꯫ ꯃꯁꯤꯒ ꯂꯣꯢꯅꯅꯥ ꯏꯂꯦꯛꯇ꯭ꯔꯤꯛ ꯒꯥꯔꯤꯁꯤꯡꯗ ꯃꯇꯦꯡ ꯄꯥꯡꯂꯤꯕꯥ ꯇꯦꯛꯅꯣꯂꯣꯖꯤ ꯑꯃꯁꯨꯡ ꯏꯟꯐ꯭ꯔꯥꯁꯇ꯭ꯔꯛꯆꯔꯗ ꯑꯍꯣꯡꯕ ꯂꯥꯛꯄꯁꯤꯡ ꯍꯥꯢꯕꯗꯤ ꯆꯥꯔꯖꯤꯡ ꯁ꯭ꯇꯦꯁꯟꯁꯤꯡ ꯄꯥꯛ ꯁꯟꯅ ꯐꯪꯍꯟꯕ ꯕꯦꯠꯇ꯭ꯔꯤ-ꯂꯥꯏꯐ ꯍꯦꯟꯅ ꯁꯥꯡꯕ ꯑꯃꯁꯨꯡ ꯃꯃꯜ ꯍꯟꯊꯍꯟꯕꯅ ꯏꯂꯦꯛꯇ꯭ꯔꯤꯛ ꯒꯥꯔꯤꯁꯤꯡꯒꯤ ꯗꯤꯃꯥꯟꯗ ꯍꯦꯟꯒꯠꯂꯛꯄꯗꯁꯨ ꯃꯇꯦꯡ ꯄꯥꯡꯕ ꯌꯥꯏ꯫ ꯖꯦ ꯃꯌꯦꯛꯇꯒꯤ ꯍꯧꯔꯛꯄ ꯂꯩꯕꯥꯛ ꯑꯃ ꯐꯣꯡꯗꯣꯛꯄꯤꯌꯨ꯫ ꯖꯦ ꯃꯌꯦꯛꯇꯒꯤ ꯍꯧꯔꯛꯄ ꯂꯩꯕꯥꯛ ꯑꯃꯗꯤ ꯖꯄꯥꯟꯅꯤ꯫ ꯃꯁꯤ ꯅꯣꯡꯆꯨꯞ ꯑꯦꯁꯤꯌꯥꯗ ꯂꯩꯕ ꯑꯥꯏꯂꯦꯟꯗ ꯂꯩꯕꯥꯛ ꯑꯃꯅꯤ ꯑꯃꯁꯨꯡ ꯃꯁꯤ ꯃꯔꯨꯑꯣꯏꯕ ꯑꯥꯏꯂꯦꯟꯗ ꯃꯔꯤꯅꯥ ꯁꯦꯝꯕꯅꯤ ꯍꯣꯛꯀꯥꯏꯗꯣ, ꯍꯣꯟꯁꯨ, ꯁꯤꯀꯣꯀꯨ ꯑꯃꯁꯨꯡ ꯀ꯭ꯌꯨꯁꯨ꯫ ꯖꯄꯥꯟ ꯑꯁꯤ ꯃꯁꯥꯒꯤ ꯑꯈꯟꯅꯕ ꯀꯜꯆꯔ ꯑꯔꯤꯕ ꯆꯠꯅꯕꯤꯁꯤꯡꯒ ꯑꯅꯧꯕ ꯇꯦꯛꯅꯣꯂꯣꯖꯤꯒ ꯂꯣꯢꯅꯅꯥ ꯃꯤꯛꯁ ꯇꯧꯕꯥ ꯑꯃꯁꯨꯡ ꯑꯉꯛꯄ ꯃꯍꯧꯁꯥꯒꯤ ꯂꯝꯗꯝꯁꯤꯡꯒꯤꯗꯃꯛ ꯈꯪꯅꯩ꯫ ꯃꯁꯤꯒꯤ ꯀꯦꯄꯤꯇꯦꯜ ꯑꯃꯁꯨꯡ ꯈ꯭ꯋꯥꯏꯗꯒꯤ ꯆꯥꯎꯕ ꯁꯍꯔ ꯑꯁꯤ ꯇꯣꯀꯤꯑꯣꯅꯤ ꯃꯁꯤ ꯁ꯭ꯀꯥꯏꯁꯀ꯭ꯔꯦꯄꯔꯁꯤꯡ ꯁꯣꯄꯤꯡ ꯑꯃꯁꯨꯡ ꯃꯆꯤ ꯑꯣꯏꯕ ꯆꯤꯟꯖꯥꯛꯁꯤꯡꯒꯤꯗꯃꯛꯇ ꯈꯡꯅꯔꯕ ꯃꯤ ꯌꯥꯝꯅ ꯇꯤꯟꯕ ꯃꯦꯇ꯭ꯔꯣꯄꯣꯂꯤꯁ ꯑꯃꯅꯤ꯫ ꯖꯄꯥꯟꯒꯤ ꯑꯇꯣꯞꯄ ꯃꯤꯌꯥꯝꯅ ꯄꯥꯝꯅꯕ ꯁꯍꯔꯁꯤꯡꯒꯤ ꯃꯅꯨꯡꯗ ꯀꯤꯌꯣꯇꯣ ꯑꯣꯁꯥꯀꯥ ꯑꯃꯁꯨꯡ ꯌꯣꯀꯣꯍꯥꯃꯥ ꯌꯥꯎꯔꯤ꯫ ꯖꯄꯥꯟ ꯑꯁꯤ ꯐꯖꯔꯕ ꯆꯦꯔꯤ ꯕ꯭ꯂꯣꯁꯝꯒꯤ ꯃꯇꯝ,ꯃꯥꯔꯁꯜ ꯑꯥꯔꯠ, ꯑꯦꯅꯤꯃꯦꯁꯟ ꯑꯃꯁꯨꯡ ꯃꯥꯡꯒꯥ ꯑꯃꯁꯨꯡ ꯇꯦꯛꯅꯣꯂꯣꯖꯤ ꯏꯟꯗꯁꯇ꯭ꯔꯤꯗ ꯃꯇꯦꯡ ꯄꯥꯡꯕꯒꯤꯗꯃꯛꯇꯁꯨ ꯈꯪꯅꯩ꯫ ꯀꯥꯒꯜ ꯍꯥꯢꯕꯁꯤ ꯀꯔꯤꯅꯣ ꯍꯥꯢꯕꯗꯨ ꯁꯝꯖꯤꯟꯅꯧ꯫ ꯀꯥꯒꯜ ꯑꯁꯤ ꯗꯦꯇꯥ ꯁꯥꯏꯟꯁ ꯑꯃꯁꯨꯡ ꯃꯦꯁꯤꯟ ꯂꯔꯅꯤꯡ ꯀꯝꯄꯤꯇꯤꯁꯟꯁꯤꯡ ꯄꯥꯡꯊꯣꯛꯄ ꯑꯣꯟꯂꯥꯏꯟ ꯄ꯭ꯂꯦꯠꯐꯣꯔꯝ ꯑꯃꯅꯤ ꯃꯐꯝ ꯑꯗꯨꯗ ꯌꯨꯖꯔꯁꯤꯡꯅ ꯁꯔꯨꯛ ꯌꯥꯕ ꯌꯥꯏ ꯑꯃꯁꯨꯡ ꯇꯁꯦꯡꯕ ꯃꯥꯂꯦꯝꯒꯤ ꯁꯃꯁ꯭ꯌꯥꯁꯤꯡ ꯀꯣꯛꯍꯟꯕ ꯌꯥꯏ꯫ ꯃꯈꯣꯢꯒꯤ ꯂꯧꯁꯤꯡ , ꯇꯦꯛꯅꯤꯛꯁꯤꯡ ꯑꯃꯁꯨꯡ ꯀꯣꯗꯁꯤꯡ ꯁꯦꯌꯔ ꯇꯧꯔꯤꯕ ꯗꯦꯇꯥ ꯁꯥꯏꯟꯇꯤꯁꯇꯁꯤꯡ ꯑꯃꯁꯨꯡ ꯊꯤꯖꯤꯜꯂꯤꯕ ꯁꯤꯡꯒꯤ ꯊꯋꯥꯏ ꯌꯥꯎꯕ ꯀꯝꯃ꯭ꯌꯨꯅꯤꯇꯤ ꯑꯃ ꯂꯩꯔꯤ꯫ ꯀꯥꯒꯜꯅꯥ ꯃꯤꯑꯣꯏ ꯑꯃꯅ ꯃꯈꯣꯢꯒꯤ ꯗꯦꯇꯥ ꯁꯥꯏꯟꯁꯀꯤ ꯀꯦꯔꯤꯌꯔꯗ ꯇꯝꯕꯗ ꯑꯃꯁꯨꯡ ꯆꯥꯎꯈꯠꯍꯟꯕꯗ ꯃꯇꯦꯡ ꯄꯥꯡꯅꯕ ꯗꯦꯇꯥꯁꯦꯠ ꯑꯃꯁꯨꯡ ꯑꯦꯖꯨꯀꯦꯁꯅꯦꯜ ꯔꯤꯁꯣꯔꯁꯁꯤꯡꯒꯤ ꯑꯦꯛꯁꯦꯁꯁꯨ ꯄꯤꯔꯤ꯫